ꯀꯦꯔꯦꯛꯇꯔꯁꯤꯡ: ꯃꯥ꯭ꯔꯛ, ꯁꯥꯔꯥ ꯑꯃꯁꯨꯡ ꯑꯦꯂꯤꯁ꯫ ꯃꯥ꯭ꯔꯛ, ꯁꯥꯔꯥ ꯑꯃꯁꯨꯡ ꯑꯦꯂꯤꯁ ꯑꯁꯤ ꯑꯉꯥꯡ ꯑꯣꯏꯔꯤꯉꯩꯒꯤ ꯃꯔꯨꯞꯁꯤꯡꯅꯤ, ꯃꯈꯣꯏꯅꯥ ꯄꯨꯟꯅ ꯁꯍꯔ ꯑꯃꯗꯥ ꯄꯣꯛꯈꯤ꯫ ꯃꯈꯣꯌ ꯑꯅꯤ ꯇꯣꯈꯥꯏꯅ ꯂꯩꯃꯤꯟꯅꯔꯝꯃꯤ ꯑꯃꯁꯨꯡ ꯄꯨꯝꯅꯃꯛ ꯄꯨꯟꯅꯥ ꯇꯧꯃꯤꯟꯅꯔꯝꯃꯤ꯫ ꯑꯗꯨꯕꯨ ꯃꯈꯣꯏꯅ ꯆꯍꯤ ꯌꯥꯝꯈꯠꯂꯛꯄꯒ ꯂꯣꯏꯅꯅ ꯃꯈꯣ ꯈꯨꯗꯤꯡꯃꯛ ꯃꯈꯣꯏꯒꯤ ꯇꯣꯉꯥꯟ ꯇꯣꯉꯥꯟꯕ ꯂꯝꯕꯤꯗ ꯆꯠꯈꯤ꯫ ꯃꯥ꯭ꯔꯛ ꯃꯥꯏꯄꯥꯛꯄꯥ ꯂꯂꯣꯟ-ꯏꯇꯤꯛꯀꯤ ꯃꯤꯑꯣꯏ ꯑꯃꯥ ꯑꯣꯏꯔꯛꯈꯤ, ꯁꯥꯔꯥꯅꯥ ꯃꯃꯤꯡ ꯂꯩꯔꯕꯥ ꯗꯣꯛꯇꯔ ꯑꯃꯥ ꯑꯣꯏꯔꯛꯈꯤ ꯑꯃꯁꯨꯡ ꯑꯦꯂꯤꯁꯅꯥ ꯃꯍꯥꯛꯀꯤ ꯑꯥꯔꯠꯀꯤ ꯄꯥꯝꯖꯕ ꯑꯗꯨ ꯇꯨꯡ ꯏꯟꯗꯨꯅ ꯄꯦꯟꯇꯔꯤ ꯑꯃ ꯑꯣꯏꯔꯛꯈꯤ꯫ ꯆꯍꯤ ꯀꯌꯥ ꯂꯣꯏꯔꯕ ꯃꯇꯨꯡꯗꯥ ꯃꯔꯨꯞꯁꯤꯡꯒ ꯂꯣꯏꯅꯅ ꯋꯥꯔꯤ ꯁꯥꯅꯈꯤ꯫ ꯃꯈꯣꯌ ꯄꯨꯝꯅꯃꯛ ꯃꯈꯣꯏꯒꯤ ꯄꯨꯟꯁꯤꯗ ꯑꯁꯨꯛ ꯌꯥꯝꯅ ꯋꯥꯅ ꯊꯣꯛꯈꯤ ꯃꯗꯨꯗꯤ ꯃꯈꯣꯏꯅ ꯃꯇꯝ ꯑꯃꯗ ꯁꯦꯌꯔ ꯇꯧꯔꯝꯕ ꯕꯣꯟꯗ ꯑꯗꯨ ꯀꯥꯎꯈꯤ꯫ ꯑꯗꯨꯕꯨ ꯅꯨꯃꯤꯠ ꯑꯃꯗ, ꯚꯥꯒ꯭ꯌꯅ ꯍꯥꯏꯔꯛꯄꯒꯨꯝ, ꯃꯈꯣꯏ ꯄꯨꯝꯅꯃꯛꯅ ꯃꯈꯣꯏꯒꯤ ꯍꯥꯏꯁ꯭ꯀꯨꯂꯒꯤ ꯔꯤꯌꯨꯅꯤꯌꯟꯒꯤ ꯀꯧꯔꯛꯄ ꯑꯃ ꯐꯪꯈꯤ꯫ ꯃꯥ꯭ꯔꯛ, ꯁꯥꯔꯥ ꯑꯃꯁꯨꯡ ꯑꯦꯂꯤꯁꯅꯥ ꯃꯈꯣꯏꯒꯤ ꯑꯉꯥꯡ ꯑꯣꯏꯔꯤꯉꯩꯒꯤ ꯃꯇꯃꯒꯤ ꯅꯤꯡꯁꯤꯡꯕꯁꯤꯡ ꯑꯗꯨ ꯏꯁꯤꯡ ꯏꯆꯥꯎꯅꯥ ꯊꯨꯒꯥꯌꯔꯀꯄꯗꯒꯤ ꯅꯨꯡꯉꯥꯏꯕꯒꯤ ꯋꯥꯈꯜ ꯑꯃꯥ ꯐꯥꯑꯣꯈꯤ꯫ ꯃꯈꯣꯏꯅ ꯌꯥꯝꯅ ꯊꯋꯥꯏ ꯌꯥꯑꯣꯅꯥ ꯀꯧꯔꯛꯄꯥ ꯑꯗꯨ ꯌꯥꯈꯤ ꯑꯃꯁꯨꯡ ꯑꯃꯨꯛ ꯍꯟꯅ ꯎꯅꯕꯒꯤ ꯉꯥꯏꯗꯨꯅꯥ ꯂꯩꯈꯤ꯫ ꯔꯤꯌꯨꯅꯤꯌꯟꯒꯤ ꯅꯨꯃꯤꯠ ꯑꯗꯨ ꯌꯧꯔꯛꯈꯤ, ꯃꯔꯨꯞꯁꯤꯡꯅ ꯁ꯭ꯀꯨꯂꯒꯤ ꯍꯣꯜꯗ ꯂꯦꯞꯂꯒ ꯈꯡꯅꯔꯕꯥ ꯃꯐꯝꯁꯤꯡꯅꯥ ꯀꯨꯞꯁꯤꯅꯈꯤ꯫ ꯃꯈꯣꯏ ꯔꯨꯝꯒꯤ ꯃꯄꯥꯟꯗꯥ ꯑꯃꯒꯥ ꯑꯃꯒꯥ ꯎꯅꯔꯒꯥ ꯑꯃꯒꯥ ꯑꯃꯒꯥ ꯂꯣꯏꯅꯅꯥ ꯆꯠꯃꯤꯟꯅꯅꯕꯥ ꯂꯥꯛꯈꯤ꯫ ꯃꯈꯣꯏꯅꯥ ꯋꯥꯔꯤ ꯁꯥꯅꯈꯤ ꯑꯃꯁꯨꯡ ꯅꯣꯛꯅꯈꯤ, ꯑꯔꯤꯕꯥ ꯃꯇꯝꯒꯤ ꯃꯔꯝꯗ ꯅꯤꯡꯁꯤꯡꯂꯛꯏ꯫ ꯅꯨꯃꯤꯠ ꯑꯗꯨ ꯆꯠꯊꯔꯛꯄꯒꯥ ꯂꯣꯏꯅꯅꯥ ꯃꯈꯣꯏꯅꯥ ꯑꯃꯅꯥ ꯑꯃꯕꯨ ꯀꯌꯥ ꯌꯥꯝꯅꯥ ꯅꯨꯡꯁꯤꯖꯕꯒꯦ ꯍꯥꯏꯕꯗꯨ ꯈꯪꯂꯗꯨꯅꯥ ꯃꯈꯣꯏꯒꯤ ꯃꯔꯨꯞ-ꯃꯄꯥꯡ ꯑꯣꯏꯕꯒꯤ ꯃꯔꯤ ꯑꯗꯨ ꯑꯃꯨꯛ ꯍꯟꯅ ꯁꯦꯃꯒꯠꯅꯕ ꯄꯨꯟꯅꯥ ꯈꯣꯡꯆꯠ ꯑꯃꯥ ꯆꯠꯅꯕ ꯋꯥꯔꯦꯞ ꯂꯧꯈꯤ꯫ ꯃꯈꯣꯏꯅꯥ ꯃꯐꯝ ꯑꯃꯗ ꯂꯦꯄꯇꯨꯅ ꯃꯈꯣꯏꯒꯤ ꯕꯦꯒꯁꯤꯡ ꯊꯝꯈꯤ ꯑꯃꯁꯨꯡ ꯑꯦꯗꯚꯦꯟꯆꯔ ꯑꯃꯗ ꯆꯠꯈꯤ꯫ ꯃꯈꯣꯏꯒꯤ ꯈꯣꯡꯆꯠ ꯑꯗꯨꯅ ꯃꯈꯣꯏꯕꯨ ꯐꯖꯔꯕ ꯑꯥꯏꯂꯦꯟꯗ ꯄꯦꯔꯥꯗꯥꯏꯁ ꯑꯃꯗ ꯄꯨꯔꯛꯈꯤ, ꯃꯐꯝ ꯑꯗꯨꯗ ꯃꯈꯣꯏꯅꯥ ꯆꯦꯟꯊꯔꯛꯄꯥ ꯁꯃꯨꯗ꯭ꯔ ꯈꯣꯡꯕꯥꯂꯁꯤꯡ ꯑꯗꯨ ꯌꯦꯡꯁꯤꯅꯈꯤ, ꯀ꯭ꯔꯤꯁ꯭ꯇꯦꯜ ꯀ꯭ꯂꯤꯌꯥꯔ ꯏꯁꯤꯡꯗꯥ ꯂꯨꯞꯈꯤ ꯑꯃꯁꯨꯡ ꯊꯋꯥꯏ ꯌꯥꯑꯣꯕꯥ ꯅꯨꯃꯤꯠ ꯆꯨꯞꯄꯥ ꯂꯦꯞꯄꯥ ꯎꯈꯤ꯫ ꯃꯈꯣꯏꯅ ꯃꯈꯣꯏꯒꯤ ꯄꯨꯟꯁꯤꯒꯤ ꯋꯥꯔꯤꯁꯤꯡ ꯁꯦꯌꯔ ꯇꯧꯈꯤ, ꯃꯥꯡꯈꯤꯕꯥ ꯃꯇꯝ ꯑꯗꯨ ꯊꯦꯡꯅꯈꯤ ꯑꯃꯁꯨꯡ ꯈ꯭ꯋꯥꯏꯗꯒꯤ ꯃꯔꯨꯑꯣꯏꯕꯗꯤ ꯅꯨꯡꯉꯥꯏꯅꯥ ꯂꯩꯈꯤ꯫ ꯅꯨꯃꯤꯗꯥꯡꯋꯥꯏꯔꯝ ꯑꯃꯗꯥ ꯃꯈꯣꯌꯅꯥ ꯁꯃꯨꯗ꯭ꯔ ꯈꯣꯡꯕꯥꯂꯗꯥ ꯕꯣꯟꯐꯥꯏꯌꯔ ꯑꯃꯒꯤ ꯃꯅꯥꯛꯇꯥ ꯊꯨꯡꯂꯈꯤ, ꯑꯗꯨꯒꯥ ꯑꯦꯂꯤꯁꯅꯥ ꯃꯈꯣꯌꯒꯤ ꯈꯣꯡꯆꯠ ꯃꯅꯨꯡꯗꯥ ꯃꯈꯣꯌ ꯑꯍꯨꯝꯒꯤ ꯃꯔꯝꯗꯥ ꯁꯦꯝꯈꯤꯕ ꯑꯄꯤꯛꯄꯥ ꯄꯦꯟꯇꯤꯡ ꯑꯃ ꯐꯣꯡꯗꯣꯛꯇꯨꯅ ꯃꯈꯣꯏꯕꯨ ꯑꯉꯛꯄꯥ ꯄꯣꯛꯍꯟꯈꯤ꯫ ꯃꯥ꯭ꯔꯛ ꯑꯃꯁꯨꯡ ꯁꯥꯔꯥꯅꯥ ꯃꯤꯠꯌꯦꯡ ꯑꯗꯨꯅꯥ ꯊꯋꯥꯏ ꯌꯥꯎꯈꯤ, ꯑꯃꯁꯨꯡ ꯃꯈꯣꯌ ꯄꯨꯝꯅꯃꯛꯅꯥ ꯑꯃꯨꯛ ꯍꯟꯅ ꯀꯩꯗꯧꯉꯩꯗꯁꯨ ꯊꯦꯡꯅꯔꯣꯏ ꯍꯥꯏꯅ ꯌꯥꯅꯈꯤ꯫ ꯃꯇꯝ ꯑꯗꯨꯗꯒꯤ ꯃꯥ꯭ꯔꯛ, ꯁꯥꯔꯥ ꯑꯃꯁꯨꯡ ꯑꯦꯂꯤꯁꯅꯥ ꯆꯍꯤ ꯈꯨꯗꯤꯡꯒꯤ ꯎꯅꯕꯥ ꯑꯃꯁꯨꯡ ꯄꯨꯟꯅꯥ ꯈꯣꯡꯆꯠ ꯑꯃ ꯆꯠꯅꯕꯥ ꯋꯥꯔꯦꯞ ꯂꯧꯈꯤ꯫ ꯃꯈꯣꯏꯅ ꯃꯈꯣꯏꯒꯤ ꯃꯔꯨꯞ-ꯃꯄꯥꯡ ꯑꯣꯏꯕꯒꯤ ꯃꯔꯤ ꯑꯗꯨ ꯑꯃꯨꯛ ꯍꯟꯅꯥ ꯄꯣꯛꯍꯟꯈꯤ ꯑꯃꯁꯨꯡ ꯃꯈꯣꯏꯅꯥ ꯃꯇꯝ ꯆꯨꯞꯄꯗ ꯊꯝꯖꯤꯟꯒꯗꯕ ꯑꯅꯧꯕ ꯅꯤꯡꯁꯤꯡꯅꯤꯡꯉꯥꯏ ꯑꯣꯏꯕꯁꯤꯡ ꯁꯦꯝꯈꯤ꯫ ꯂꯣꯏꯁꯤꯟꯈꯤꯕ꯫